ꯂꯤꯁꯤꯡꯑꯅꯤꯒ ꯇꯔꯥꯃꯥꯄꯟꯒꯤ ꯑꯣꯛꯇꯣꯕꯔ ꯇꯔꯥꯇꯔꯦꯠꯇ ꯂꯤ ꯂꯟꯗꯤ ꯂꯤꯁꯤꯡꯑꯅꯤꯒ ꯇꯔꯥꯃꯥꯄꯟꯒꯤ ꯐꯣꯔꯕꯦꯁ ꯆꯥꯏꯅꯥ ꯑꯟꯗꯔ ꯀꯨꯟꯊ꯭ꯔꯥ ꯏꯂꯤꯠ ꯂꯤꯁꯠꯇ ꯈꯟꯈꯤ꯫ ꯂꯤꯅꯥ ꯅꯦꯁꯅꯦꯜ ꯍꯥꯏꯌꯔ ꯑꯦꯖꯨꯀꯦꯁꯟ ꯑꯦꯟꯇ꯭ꯔꯥꯟꯁ ꯑꯦꯛꯖꯥꯃꯤꯅꯦꯁꯟꯗ ꯑꯅꯤꯁꯨꯕ ꯄꯣꯖꯤꯁꯟ ꯇꯥꯔꯕ ꯃꯇꯨꯡꯗ ꯂꯤꯁꯤꯡ ꯑꯅꯤꯒ ꯇꯔꯥꯅꯤꯄꯥꯟꯗ ꯁꯦꯟꯇ꯭ꯔꯦꯜ ꯑꯦꯀꯥꯗꯦꯃꯤ ꯑꯣꯐ ꯗ꯭ꯔꯃꯥꯗ ꯃꯤꯡ ꯆꯟꯈꯤ꯫ ꯂꯤꯅꯥ ꯆꯍꯤ ꯇꯔꯥ ꯁꯨꯔꯛꯄꯗ ꯃꯨꯚꯤ ꯑꯥꯏꯅꯤ ꯁꯨꯒꯦꯂꯦꯁꯨꯏ ꯗ ꯀꯨꯝꯈꯤ꯫ ꯂꯤꯅ ꯑꯍꯥꯟꯕ ꯑꯣꯏꯅ ꯐꯦꯃꯤꯂꯤ ꯗ꯭ꯔꯃꯥ ꯆꯥꯏꯅꯥꯒꯤ ꯁ꯭ꯇꯥꯏꯜ ꯔꯤꯂꯦꯁꯟꯁꯤꯞꯇ ꯃꯍꯥꯛꯀꯤ ꯊꯧꯗꯥꯡꯒ ꯂꯣꯏꯅꯅ ꯄꯨꯛꯅꯤꯡ ꯆꯤꯡꯁꯤꯟꯈꯤ꯫ ꯃꯊꯪꯒꯤ ꯆꯍꯤꯗ ꯃꯍꯥꯛꯅ ꯅꯍꯥꯁꯤꯡꯒꯤ ꯗ꯭ꯔꯃꯥ ꯑꯣꯜ ꯑꯦꯕꯥꯎꯠ ꯁꯤꯛꯔꯦꯇꯁ ꯑꯃꯁꯨꯡ ꯋꯨ ꯖꯤꯟ: ꯗ ꯃꯣꯟꯁꯇꯔ ꯀꯤꯂꯥꯔ ꯇꯨ ꯗ ꯃꯀꯣꯛ ꯊꯣꯡꯕ ꯊꯧꯗꯥꯡ ꯂꯧꯈꯤ꯫ ꯃꯗꯨꯅ ꯃꯍꯥꯛꯄꯨ ꯍꯦꯟꯅ ꯃꯁꯛ ꯈꯪꯗꯣꯛꯈꯤ꯫ ꯃꯇꯨꯡ ꯇꯥꯔꯛꯄꯗ ꯂꯤꯅ ꯀꯦꯝꯄꯁꯀꯤ ꯗ꯭ꯔꯃꯥ ꯃꯥꯏ ꯍꯛꯂꯕꯦꯔꯤ ꯐ꯭ꯔꯦꯟꯗꯁꯇ ꯌꯨ ꯓꯨꯖꯧ ꯑꯣꯏꯅ ꯌꯥꯎꯈꯤ, ꯑꯃꯁꯨꯡ ꯔꯣꯃꯥꯟꯇꯤꯛ ꯗ꯭ꯔꯃꯥ ꯅꯦꯚꯔ ꯒꯣꯟꯗ ꯅꯨꯄꯤ ꯄ꯭ꯔꯣꯇꯣꯒꯣꯅꯤꯁ꯭ꯇꯀꯤ ꯅꯍꯥ ꯑꯣꯏꯔꯤꯕ ꯁꯛꯂꯣꯟ ꯑꯣꯏꯅ ꯌꯥꯎꯈꯤ꯫ ꯃꯍꯥꯛꯀꯤ ꯄꯔꯐꯣꯃꯦꯟꯁꯀꯤꯗꯃꯛ ꯄꯣꯖꯤꯇꯤꯕ ꯑꯣꯏꯕ ꯔꯤꯚꯤꯌꯨꯁꯤꯡ ꯐꯪꯂꯤ꯫ ꯂꯤꯁꯤꯡꯑꯅꯤꯒ ꯇꯔꯥꯃꯥꯄꯟꯗ ꯂꯤꯅ ꯗ꯭ꯔꯃꯥ ꯗ꯭ꯔꯤꯃꯤꯡ ꯕꯦꯛ ꯇꯨ ꯀꯤꯡ ꯗꯥꯏꯅꯦꯁ꯭ꯇꯤꯗ ꯁꯛꯇꯝ ꯂꯥꯡꯕ ꯌꯥꯎꯈꯤ꯫ ꯆꯍꯤ ꯑꯗꯨꯃꯛꯇꯗ ꯃꯍꯥꯛꯅ ꯅꯨꯡꯁꯤ ꯅꯨꯡꯉꯣꯜ ꯀꯣꯃꯦꯗꯤ ꯐꯤꯜꯝ ꯑꯦꯗꯣꯔꯤꯡ ꯗꯁꯨ ꯁꯛꯇꯝ ꯂꯥꯡꯈꯤ꯫ ꯐꯣꯔꯕꯦꯁ ꯆꯥꯏꯅꯥꯅ ꯂꯤ ꯑꯁꯤ ꯃꯈꯣꯏꯒꯤ ꯑꯟꯗꯔ ꯀꯨꯟꯊ꯭ꯔꯥ ꯑꯦꯁꯤꯌꯥ ꯂꯤꯁꯤꯡ ꯑꯅꯤ ꯇꯔꯥꯃꯥꯄꯟꯒꯤ ꯂꯤꯁ꯭ꯠꯀꯤ ꯃꯈꯥꯗ ꯂꯤꯁ꯭ꯠ ꯇꯧꯈꯤ ꯃꯗꯨꯗ ꯆꯍꯤ ꯀꯨꯟꯊ꯭ꯔꯥꯒꯤ ꯃꯈꯥꯗ ꯂꯩꯕ ꯏꯟꯐ꯭ꯂꯨꯑꯦꯟꯇ ꯃꯤꯑꯣꯏ ꯀꯨꯟꯊ꯭ꯔꯥ ꯌꯥꯎꯈꯤ ꯑꯃꯗꯤ ꯃꯈꯣꯏꯅ ꯃꯈꯣꯏꯒꯤ ꯂꯝꯗ ꯆꯥꯎꯅ ꯏꯐꯦꯛꯠ ꯇꯧꯈꯤ꯫ ꯂꯤꯁꯤꯡꯑꯅꯤ ꯀꯨꯟꯒꯤ ꯖꯨꯟ ꯊꯥꯗ ꯂꯤꯅ ꯗ꯭ꯔꯃꯥ ꯗꯣꯟꯠ ꯗꯤꯁꯇ꯭ꯔꯕ ꯃꯥꯏ ꯁ꯭ꯇꯗꯤꯗ ꯃꯔꯨꯑꯣꯏꯕ ꯁꯛꯂꯣꯟ ꯑꯣꯏꯅ ꯀꯨꯝꯈꯤ꯫ ꯂꯤꯁꯤꯡ ꯑꯅꯤ ꯀꯨꯟꯒꯤ ꯑꯣꯒꯁ꯭ꯠ ꯃꯉꯥꯗ ꯂꯤ ꯂꯟꯗꯤꯅ ꯆꯦꯁ ꯂꯚ ꯒꯤ ꯐꯤꯜꯝꯗ ꯅꯤꯎ ꯖꯨꯅꯐꯦꯡꯒ ꯂꯣꯏꯅꯅ ꯊꯧꯗꯥꯡ ꯂꯧꯒꯅꯤ ꯍꯥꯏꯅ ꯀꯟꯐꯥꯔ꯭ꯝ ꯇꯧꯈꯤ꯫ ꯂꯤꯁꯤꯄ꯭ꯔꯤꯌꯥ ꯀꯡꯒꯨꯖꯝ ꯑꯁꯤ ꯚꯥꯔꯠ ꯂꯩꯄꯥꯛꯀꯤ ꯑꯀꯣꯏꯕꯒꯤ ꯐꯤꯚꯝꯗ ꯊꯕꯛ ꯇꯧꯕ ꯑꯉꯥꯡ ꯑꯃꯅꯤ꯫ ꯃꯥꯂꯦꯝ ꯁꯤꯟꯕ ꯊꯨꯡꯅ ꯈ꯭ꯋꯥꯏꯗꯒꯤ ꯅꯧꯕ ꯑꯏꯪ ꯑꯁꯥꯒꯤ ꯑꯣꯏꯕ ꯊꯕꯛ ꯇꯧꯕꯁꯤꯡꯒꯤ ꯃꯅꯨꯡꯗ ꯑꯃ ꯑꯣꯏꯔꯤꯕ ꯃꯍꯥꯛꯅ ꯁ꯭ꯄꯦꯟꯒꯤ ꯃꯦꯗ꯭ꯔꯤꯗꯇ ꯄꯥꯡꯊꯣꯛꯈꯤꯕ ꯏꯪ ꯂꯤꯁꯤꯡꯑꯅꯤ ꯇꯔꯥꯃꯥꯄꯟꯒꯤ ꯌꯨꯅꯥꯏꯇꯦꯗ ꯅꯦꯁꯟ꯭ꯁ ꯀ꯭ꯂꯥꯏꯃꯦꯠ ꯆꯦꯟꯖ ꯃꯤꯐꯝꯗ ꯃꯥꯂꯦꯝꯒꯤ ꯂꯨꯆꯤꯡꯕꯁꯤꯡꯗ ꯋꯥ ꯍꯥꯏꯗꯨꯅ ꯃꯈꯣꯏꯗ ꯊꯨꯅ ꯏꯁꯤꯡ ꯅꯨꯡꯁꯤꯠꯀꯤ ꯑꯣꯏꯕ ꯊꯕꯛ ꯇꯧꯅꯕ ꯍꯥꯏꯈꯤ꯫ ꯂꯤꯁꯤꯄ꯭ꯔꯤꯌꯥꯅ ꯏꯪ ꯂꯤꯁꯤꯡꯑꯅꯤ ꯇꯔꯥꯅꯤꯄꯥꯥꯜ ꯗꯒꯤ ꯚꯥꯔꯠꯇ ꯑꯏꯪ ꯑꯁꯥꯒꯤ ꯑꯣꯏꯕ ꯊꯕꯛ ꯊꯧꯔꯝꯒꯤꯗꯃꯛ ꯈꯣꯡꯖꯪ ꯆꯠꯊꯔꯤ, ꯚꯥꯔꯠꯀꯤ ꯂꯩꯁꯥ ꯄꯠꯄꯒꯤ ꯆꯥꯡ ꯋꯥꯡꯅ ꯂꯩꯕ ꯊꯤꯡꯅꯕ ꯑꯅꯧꯕ ꯑꯥꯏꯟꯁꯤꯡ ꯄꯥꯁ ꯇꯧꯅꯕ, ꯑꯃꯁꯨꯡ ꯑꯏꯪ ꯑꯁꯥꯗ ꯍꯣꯡꯂꯛꯂꯤꯕ ꯑꯗꯨ ꯌꯦꯡꯁꯤꯟꯅꯕ꯫ ꯃꯍꯥꯛꯄꯨ ꯚꯥꯔꯠꯀꯤ ꯒ꯭ꯔꯦꯇꯥ ꯊꯟꯕꯔ꯭ꯒ ꯑꯣꯏꯅ ꯂꯧꯅꯩ, ꯑꯗꯨꯕꯨ ꯃꯍꯥꯛꯅ ꯋꯥꯍꯩ ꯑꯁꯤ ꯁꯤꯖꯤꯟꯅꯕ ꯄꯥꯝꯗꯦ꯫ ꯂꯤꯁꯤꯄ꯭ꯔꯤꯌꯥꯅ ꯏꯪ ꯂꯤꯁꯤꯡꯑꯅꯤ ꯇꯔꯥꯅꯤꯄꯥꯜꯒꯤ ꯖꯨꯂꯥꯏꯗ ꯑꯏꯪ ꯑꯁꯥꯒꯤ ꯐꯤꯚꯝ ꯍꯣꯡꯂꯛꯄꯒꯤ ꯃꯥꯌꯣꯛꯇ ꯋꯥꯐꯝ ꯊꯝꯕ ꯍꯧꯈꯤ꯫ ꯏꯪ ꯂꯤꯁꯤꯡꯑꯅꯤ ꯇꯔꯥꯃꯥꯄꯟꯒꯤ ꯖꯨꯟ ꯀꯨꯟ - ꯃꯥꯊꯣꯏꯗ ꯒ꯭ꯔꯦꯇꯥ ꯊꯟꯕꯔ꯭ꯒꯅ ꯏꯊꯤꯜ ꯄꯤꯔꯗꯨꯅ ꯂꯤꯁꯤꯄ꯭ꯔꯤꯌꯥꯅ ꯚꯥꯔꯠꯇ ꯑꯏꯪ ꯑꯁꯥ ꯍꯣꯡꯗꯣꯛꯄꯒꯤ ꯑꯥꯏꯟ ꯑꯃ ꯄꯥꯁ ꯇꯧꯅꯕ ꯄ꯭ꯔꯥꯏꯝ ꯃꯤꯅꯤꯁꯇꯔ ꯅꯔꯦꯟꯗ꯭ꯔ ꯃꯣꯗꯤ ꯄꯨꯛꯅꯤꯡ ꯆꯤꯡꯁꯤꯟꯅꯕ ꯚꯥꯔꯠꯀꯤ ꯄꯥꯔꯂꯤꯌꯥꯃꯦꯟ꯭ꯇ ꯍꯥꯎꯁꯀꯤ ꯃꯄꯥꯟꯗ ꯆꯌꯣꯜ ꯑꯃ ꯂꯦꯟꯕ ꯍꯧꯈꯤ꯫ ꯂꯤꯁꯤꯄ꯭ꯔꯤꯌꯥ ꯀꯡꯒꯨꯖꯝ ꯑꯁꯤ ꯏꯪ ꯂꯤꯁꯤꯡꯑꯅꯤ ꯇꯔꯥꯃꯥꯊꯣꯏꯒꯤ ꯑꯣꯛꯇꯣꯕꯔ ꯑꯅꯤꯗ ꯚꯥꯔꯠꯀꯤ ꯃꯅꯤꯄꯨꯔ ꯕꯥꯁꯤꯈꯣꯡꯗ, ꯀꯅꯔꯖꯤꯠ ꯀꯡꯒꯨꯖꯥꯝ ꯑꯃꯁꯨꯡ ꯀꯡꯒꯨꯖꯝ ꯑꯣꯡꯕꯤ ꯕꯤꯗ꯭ꯌꯥꯔꯥꯅꯤ ꯗꯦꯕꯤꯒꯤ ꯃꯆꯥꯅꯨꯄꯤ ꯈ꯭ꯋꯥꯏꯗꯒꯤ ꯑꯍꯟ, ꯃꯩꯇꯩ ꯏꯊꯤꯅꯤꯁꯤꯇꯤꯒꯤ ꯏꯃꯨꯡ ꯑꯃꯗ ꯄꯣꯛꯈꯤ꯫ ꯃꯍꯥꯛꯅ ꯆꯍꯤ ꯇꯔꯨꯛ ꯁꯨꯔꯛꯄꯗ ꯃꯍꯥꯛꯅ ꯑꯏꯪ ꯑꯁꯥꯒꯤ ꯐꯤꯚꯝ ꯍꯣꯡꯂꯛꯄ ꯑꯃꯁꯨꯡ ꯗꯤꯁ꯭ꯇꯥꯔꯒꯤ ꯑꯋꯥꯕ ꯍꯟꯊꯍꯟꯕꯒ ꯂꯥꯟꯊꯦꯡꯅꯅꯕ ꯃꯍꯥꯛꯀꯤ ꯃꯈꯣꯜ ꯍꯧꯒꯠꯂꯛꯈꯤ꯫